ꯋꯤꯂꯤꯌꯝ ꯁꯦꯛꯁꯄꯤꯌꯔ ꯑꯃꯁꯨꯡ ꯆꯥꯔꯂꯁ ꯗꯤꯀꯦꯟꯁꯀꯤ ꯑꯏꯕ ꯃꯑꯣꯡ ꯃꯇꯧꯁꯤꯡ ꯆꯥꯡꯗꯝꯅꯕ ꯑꯃꯁꯨꯡ ꯈꯦꯠꯅꯕ ꯊꯝꯕ꯫ ꯋꯤꯂꯤꯌꯝ ꯁꯦꯛꯁꯄꯤꯌꯔ ꯑꯃꯁꯨꯡ ꯆꯥꯔꯂꯁ ꯗꯤꯀꯦꯟꯁ ꯑꯁꯤ ꯏꯪꯂꯤꯁ ꯂꯣꯟꯒꯤ ꯈ꯭ꯋꯥꯏꯗꯒꯤ ꯑꯊꯣꯏꯕ ꯑꯏꯕ ꯑꯅꯤꯅꯤ꯫ ꯑꯏꯕ ꯑꯅꯤꯃꯛ ꯃꯈꯣꯢꯒꯤ ꯀ꯭ꯔꯥꯐꯇ ꯊꯥꯖꯕ ꯌꯥꯗꯕ ꯃꯑꯣꯡꯗ ꯍꯩꯊꯣꯏ-ꯁꯤꯡꯊꯣꯏꯔꯝꯃꯤ ꯑꯗꯨꯕꯨ ꯃꯈꯣꯢꯒꯤ ꯑꯏꯕꯒꯤ ꯃꯑꯣꯡ ꯃꯇꯧ ꯃꯇꯝꯒꯤ ꯃꯑꯣꯡ ꯃꯇꯧ ꯑꯃꯁꯨꯡ ꯂꯝꯁꯤꯡꯗꯤ ꯌꯥꯝꯅ ꯇꯣꯉꯥꯜꯂꯤ꯫ ꯁꯦꯛꯁꯄꯤꯌꯔꯅ ꯃꯔꯨ ꯑꯣꯏꯅ ꯏꯂꯤꯖꯥꯕꯦꯊꯀꯤ ꯃꯇꯝꯗ ꯏꯈꯤ ꯑꯗꯨꯒ ꯗꯤꯀꯦꯟꯁꯅ ꯚꯤꯛꯇꯣꯔꯤꯌꯥꯒꯤ ꯃꯇꯝꯗ ꯏꯈꯤ ꯆꯥꯎꯔꯥꯛꯅ ꯆꯍꯤ ꯂꯤꯁꯤꯡ ꯑꯅꯤꯒꯤ ꯃꯇꯨꯡꯗ ꯁꯦꯛꯁꯄꯤꯌꯔꯅ ꯅꯥꯠ, ꯁꯣꯅꯦꯠ ꯑꯃꯁꯨꯡ ꯁꯩꯔꯦꯡ ꯏꯕ ꯃꯇꯝꯗ ꯈ꯭ꯋꯥꯏꯗꯒꯤ ꯃꯃꯤꯡ ꯆꯠꯂꯝꯃꯤ ꯑꯗꯨꯒ ꯗꯤꯀꯦꯟꯁꯅ ꯑꯌꯥꯝꯕꯅ ꯅꯣꯚꯦꯜ ꯑꯃꯁꯨꯡ ꯋꯥꯔꯤꯃꯆꯥ ꯏꯕ ꯃꯇꯝꯗ ꯃꯈꯣꯢꯒꯤ ꯊꯕꯛꯀꯤ ꯃꯦꯗꯤꯌꯝꯒꯤ ꯈꯦꯠꯅꯕ ꯑꯗꯨ ꯐꯣꯡꯗꯣꯛꯈꯤ꯫ ꯁꯦꯛꯁꯄꯤꯌꯔꯒꯤ ꯑꯏꯕ ꯃꯔꯨ ꯑꯣꯏꯅ ꯃꯍꯥꯛꯀꯤ ꯅꯥꯠꯁꯤꯡ ꯑꯁꯤ ꯑꯌꯥꯝꯕꯅ ꯏꯌꯥꯝꯕꯤꯛ ꯄꯦꯟꯇꯥꯃꯤꯇꯔꯒ ꯂꯣꯢꯅꯅꯥ ꯋꯥꯔꯤꯃꯆꯥ ꯑꯣꯏꯅ ꯏꯈꯤꯕꯅꯤ ꯃꯁꯤ ꯔꯤꯗꯃꯤꯛ ꯄꯦꯇꯔꯟ ꯑꯃꯅꯤ ꯃꯁꯤꯗ ꯑꯀꯟꯕ ꯁꯤꯂꯦꯕꯜ ꯑꯃꯒꯤ ꯃꯇꯨꯡꯗ ꯁꯇ꯭ꯔꯦꯁ ꯂꯩꯕꯥ ꯁꯤꯂꯦꯕꯜ ꯑꯃ ꯌꯥꯎꯏ꯫ ꯃꯁꯤꯒꯤ ꯃꯈꯜ ꯑꯁꯤꯒꯤ ꯑꯏꯕ ꯑꯁꯤꯒꯤ ꯃꯅꯨꯡꯗ ꯑꯀꯛꯅꯕ ꯃ꯭ꯌꯨꯖꯤꯛ ꯑꯃ ꯂꯩꯔꯝꯃꯤ ꯑꯃꯁꯨꯡ ꯃꯁꯤ ꯁꯦꯛꯁꯄꯤꯌꯔꯒꯤ ꯃꯑꯣꯡ ꯃꯇꯧꯒꯤ ꯃꯁꯛ ꯑꯃꯅꯤ꯫ ꯁꯦꯛꯁꯄꯤꯌꯔꯒꯤ ꯃꯇꯝꯗ ꯑꯦꯂꯤꯖꯥꯕꯦꯊꯀꯤ ꯏꯪꯂꯦꯟꯗꯗꯥ ꯂꯣꯜ ꯌꯥꯝꯅ ꯊꯨꯅ ꯌꯥꯡꯅ ꯆꯥꯎꯈꯠꯂꯛꯈꯤ ꯑꯃꯁꯨꯡ ꯃꯍꯥꯛꯅ ꯑꯅꯧꯕ ꯋꯥꯍꯩ ꯄꯔꯦꯡꯁꯤꯡ ꯄꯟꯊꯨꯡꯐꯝ ꯑꯃꯁꯨꯡ ꯋꯥꯍꯩ ꯄꯔꯦꯡꯁꯤꯡ ꯁꯦꯝꯒꯠꯄꯒꯤ ꯍꯩꯅꯕꯤ ꯑꯃ ꯂꯩꯔꯝꯃꯤ ꯃꯗꯨ ꯉꯁꯤꯁꯨ ꯃꯈꯥ ꯇꯥꯅꯥ ꯁꯤꯖꯤꯟꯅꯔꯤ꯫ ꯑꯃꯔꯣꯝꯗ ꯗꯤꯀꯦꯟꯁꯀꯤ ꯑꯏꯕ ꯃꯑꯣꯡ ꯃꯇꯧꯗ ꯁꯣꯁꯤꯑꯦꯜ ꯀꯃꯦꯟꯇꯔꯤ ꯑꯃꯁꯨꯡ ꯁꯥꯏꯇꯥꯏꯔ ꯌꯥꯎꯈꯤ ꯃꯗꯨꯗ ꯀꯝꯄ꯭ꯂꯦꯛꯁ ꯄ꯭ꯂꯣꯠꯁꯤꯡ ꯑꯃꯁꯨꯡ ꯃꯁꯛ ꯇꯥꯛꯄꯒꯤ ꯄꯥꯛ ꯁꯟꯅ ꯁꯤꯖꯤꯟꯅꯈꯤ꯫ ꯃꯍꯥꯛ ꯈꯨꯟꯅꯥꯏꯕꯨ ꯌꯥꯝꯅ ꯀꯨꯞꯅ ꯌꯦꯡꯁꯤꯟꯕꯤꯕꯥ ꯃꯍꯥꯛꯀꯤ ꯃꯌꯦꯛ ꯁꯦꯡꯕ ꯃꯁꯛ ꯇꯥꯛꯄꯥ ꯑꯃꯁꯨꯡ ꯃꯍꯥꯛꯀꯤ ꯄꯥꯔꯤꯕꯁꯤꯡꯗ ꯅꯨꯡꯉꯥꯏꯕ ꯑꯃꯁꯨꯡ ꯅꯨꯡꯉꯥꯏꯇꯕ ꯑꯅꯤꯃꯛꯀꯤ ꯑꯀꯟꯕ ꯏꯃꯣꯁꯟꯁꯤꯡ ꯄꯣꯛꯍꯟꯕ ꯉꯝꯕꯒꯤꯗꯃꯛ ꯈꯡꯅꯔꯝꯃꯤ꯫ ꯗꯤꯀꯦꯟꯁꯀꯤ ꯑꯏꯕ ꯂꯣꯜ ꯑꯃꯁꯨꯡ ꯋꯥꯍꯩ ꯁꯤꯖꯤꯟꯅꯕꯒꯤ ꯃꯑꯣꯡ ꯑꯁꯤ ꯉꯁꯤ ꯑꯩꯈꯣꯢꯅ ꯎꯔꯤꯕꯥ ꯑꯅꯧꯕ ꯀꯟꯚꯦꯟꯁꯟꯁꯤꯡꯒ ꯍꯦꯟꯅ ꯃꯥꯟꯅꯔꯝꯃꯤ꯫ ꯂꯣꯏꯁꯤꯜꯂꯛꯄꯗ ꯁꯦꯛꯁꯄꯤꯌꯔ ꯑꯃꯁꯨꯡ ꯗꯤꯀꯦꯟꯁ ꯑꯅꯤꯃꯛ ꯊꯣꯏꯗꯣꯛ ꯍꯦꯟꯗꯣꯛꯄ ꯑꯏꯕꯁꯤꯡꯅꯤ ꯑꯗꯨꯕꯨ ꯃꯈꯣꯢꯅ ꯇꯣꯉꯥꯟ ꯇꯣꯉꯥꯟꯕ ꯃꯇꯝꯒꯤ ꯃꯅꯨꯡꯗ ꯇꯣꯉꯥꯟ ꯇꯣꯉꯥꯟꯕ ꯃꯑꯣꯡ ꯃꯇꯧ ꯃꯦꯗꯤꯌꯝ ꯑꯃꯁꯨꯡ ꯇꯦꯛꯅꯤꯛꯁꯤꯡꯒ ꯂꯣꯢꯅꯅꯥ ꯏꯈꯤ꯫ ꯁꯦꯛꯁꯄꯤꯌꯔꯒꯤ ꯑꯏꯕꯒꯤ ꯃꯑꯣꯡ ꯃꯇꯧꯗ ꯔꯤꯗꯃꯤꯛ ꯕꯔꯁ ꯌꯥꯎꯈꯤ ꯑꯗꯨꯒ ꯗꯤꯀꯦꯟꯁꯀꯤ ꯁ꯭ꯇꯥꯏꯜꯗ ꯁꯣꯁꯤꯑꯦꯜ ꯀꯃꯦꯟꯇꯔꯤ ꯌꯥꯎꯈꯤ ꯃꯗꯨꯗꯥ ꯑꯔꯨꯕ ꯄ꯭ꯂꯣꯠꯁꯤꯡ ꯑꯃꯁꯨꯡ ꯃꯌꯦꯛ ꯁꯦꯡꯕ ꯇꯥꯡꯀꯛꯁꯤꯡ ꯌꯥꯎꯈꯤ꯫ ꯃꯈꯣꯢꯒꯤ ꯇꯣꯉꯥꯟ ꯇꯣꯉꯥꯟꯕ ꯃꯑꯣꯡ ꯃꯇꯧ ꯑꯃꯁꯨꯡ ꯇꯦꯛꯅꯤꯛꯁꯤꯡ ꯑꯁꯤ ꯃꯇꯝꯒꯤ ꯆꯥꯡꯌꯦꯡꯗ ꯊꯦꯡꯅꯈꯤ ꯑꯃꯁꯨꯡ ꯃꯈꯣꯢꯒꯤ ꯋꯥꯔꯤꯁꯤꯡ ꯑꯁꯤ ꯆꯍꯤ ꯈꯨꯗꯤꯡꯒꯤ ꯄꯥꯔꯤꯕꯁꯤꯡꯅ ꯃꯈꯥ ꯇꯥꯅ ꯃꯤꯌꯥꯝꯅ ꯄꯥꯝꯅꯕ ꯑꯃꯁꯨꯡ ꯌꯥꯝꯅ ꯄꯥꯝꯅꯕ ꯑꯣꯏꯔꯤ꯫ ꯋꯦꯕ ꯑꯦꯄ꯭ꯂꯤꯀꯦꯁꯟꯁꯤꯡ ꯍꯣꯁ꯭ꯠ ꯇꯧꯕꯥ ꯑꯃꯁꯨꯡ ꯁꯦꯕꯥ ꯇꯧꯕꯗ ꯁꯤꯖꯤꯟꯅꯔꯤꯕ ꯒꯨꯒꯜ ꯀ꯭ꯂꯥꯎꯗ ꯄ꯭ꯂꯦꯠꯐꯣꯔꯝ ꯁꯔꯚꯤꯁꯀꯤ ꯃꯃꯤꯡ ꯑꯃꯁꯨꯡ ꯄꯥꯟꯗꯝ ꯏꯕꯤꯌꯨ꯫ ꯋꯦꯕ ꯑꯦꯄ꯭ꯂꯤꯀꯦꯁꯟꯁꯤꯡ ꯍꯣꯁ꯭ꯠ ꯇꯧꯕꯥ ꯑꯃꯁꯨꯡ ꯁꯦꯕꯥ ꯇꯧꯕꯗꯥ ꯁꯤꯖꯤꯟꯅꯔꯤꯕꯥ ꯒꯨꯒꯜ ꯀ꯭ꯂꯥꯎꯗ ꯄ꯭ꯂꯦꯠꯐꯣꯔꯝ ꯁꯔꯚꯤꯁꯀꯤ ꯃꯃꯤꯡ ꯑꯁꯤ ꯒꯨꯒꯜ ꯑꯦꯞ ꯏꯟꯖꯤꯟꯅꯤ꯫ ꯃꯁꯤꯒꯤ ꯄꯥꯟꯗꯝꯗꯤ ꯋꯦꯕ ꯑꯦꯄ꯭ꯂꯤꯀꯦꯁꯟꯁꯤꯡ ꯗꯤꯕꯦꯂꯞ ꯇꯧꯕ ꯗꯤꯄ꯭ꯂꯣꯏ ꯇꯧꯕ ꯑꯃꯁꯨꯡ ꯁ꯭ꯀꯦꯜ ꯇꯧꯅꯕꯒꯤꯗꯃꯛ ꯃꯄꯨꯡ ꯐꯥꯅ ꯁꯦꯝꯕ ꯄ꯭ꯂꯦꯠꯐꯣꯔꯝ ꯑꯃ ꯄꯤꯕꯅꯤ ꯃꯁꯤꯅ ꯗꯤꯕꯦꯂꯄꯔꯁꯤꯡꯅ ꯏꯟꯐ꯭ꯔꯥꯁ꯭ꯇꯔꯛꯆꯔ ꯃꯦꯅꯦꯖꯃꯦꯟꯇꯀꯤ ꯃꯇꯥꯡꯗ ꯋꯥꯈꯜ ꯋꯥꯕ ꯂꯩꯇꯅ ꯀꯣꯗ ꯏꯕꯗ ꯃꯤꯠꯌꯦꯡ ꯊꯝꯕ ꯌꯥꯍꯟꯒꯅꯤ꯫ ꯃꯁꯤꯅ ꯇꯣꯉꯥꯟ-ꯇꯣꯉꯥꯟꯕ ꯃꯤꯌꯥꯝꯅ ꯄꯥꯝꯅꯕ ꯗꯤꯚꯦꯂꯄꯃꯦꯟꯇ ꯂꯣꯜꯁꯤꯡ ꯐ꯭ꯔꯦꯃꯋꯥꯔꯀꯁꯤꯡ ꯑꯃꯁꯨꯡ ꯇꯦꯛꯅꯣꯂꯣꯖꯤꯁꯤꯡ ꯁꯞꯄꯣꯔꯠ ꯇꯧꯏ ꯑꯃꯁꯨꯡ ꯇ꯭ꯔꯥꯐꯤꯛꯇ ꯌꯨꯝꯐꯝ ꯑꯣꯏꯕ ꯑꯦꯄ꯭ꯂꯤꯀꯦꯁꯟꯁꯤꯡ ꯌꯥꯝꯅ ꯂꯥꯏꯅꯥ ꯁ꯭ꯀꯦꯜ ꯇꯧꯕꯥ ꯉꯝꯃꯤ ꯃꯁꯤꯅ ꯋꯦꯕ ꯀꯟꯇꯦꯟꯇꯁꯤꯡ ꯑꯁꯤ ꯑꯦꯟꯗ ꯁꯤꯖꯤꯟꯅꯕ ꯁꯤꯡꯅ ꯌꯥꯝꯅ ꯊꯨꯅꯥ ꯑꯃꯁꯨꯡ ꯊꯥꯖꯕ ꯌꯥꯕꯥ ꯃꯑꯣꯡꯗ ꯌꯧꯍꯟꯕ ꯉꯝꯍꯜꯂꯤ꯫